ꯁꯣꯀ꯭ꯔ ꯑꯃꯁꯨꯡ ꯑꯃꯦꯔꯤꯀꯥꯒꯤ ꯐꯨꯠꯕꯣꯜꯒꯤ ꯁꯥꯟꯅꯄꯣꯠ ꯑꯅꯤ ꯑꯁꯤ ꯆꯥꯡꯗꯝꯅꯕ ꯫ ꯐꯨꯠꯕꯣꯜ ꯅꯠꯇꯔꯒ ꯑꯦꯁꯣꯁꯤꯑꯦꯁꯟ ꯐꯨꯠꯕꯣꯜ ꯍꯥꯏꯅ ꯈꯪꯅꯕ ꯁꯣꯀ꯭ꯔ ꯑꯃꯁꯨꯡ ꯑꯃꯦꯔꯤꯀꯥꯒꯤ ꯐꯨꯠꯕꯣꯜ ꯑꯁꯤ ꯃꯥꯂꯦꯝꯒꯤ ꯇꯣꯉꯥꯟ ꯇꯣꯉꯥꯟꯕ ꯃꯐꯝꯁꯤꯡꯗꯒꯤ ꯍꯧꯔꯛꯄ ꯃꯤꯌꯥꯝꯅ ꯄꯥꯝꯅꯕ ꯁꯥꯟꯅꯄꯣꯠ ꯑꯅꯤꯅꯤ꯫ ꯁꯣꯀ꯭ꯔ ꯑꯁꯤ ꯏꯪꯂꯦꯟꯗꯒꯤ ꯍꯧꯔꯛꯄꯅꯤ ꯍꯥꯏꯅ ꯍꯥꯏꯅꯩ, ꯑꯗꯨꯒ ꯑꯃꯦꯔꯤꯀꯥꯒꯤ ꯐꯨꯠꯕꯣꯜ ꯑꯁꯤ ꯑꯃꯦꯔꯤꯀꯥꯗꯒꯤ ꯍꯧꯔꯛꯄꯅꯤ ꯍꯥꯏꯅ ꯂꯧꯅꯩ꯫ ꯃꯈꯥꯗꯥ ꯁꯥꯟꯅꯄꯣꯠ ꯑꯅꯤ ꯑꯁꯤꯒꯤ ꯃꯔꯛꯇ ꯆꯥꯡꯗꯝꯅꯕ ꯑꯃꯁꯨꯡ ꯈꯦꯠꯅꯕ ꯈꯔ ꯄꯤꯔꯤ: ꯄꯥꯟꯗꯝꯁꯤꯡ: ꯁꯥꯟꯅꯄꯣꯠ ꯑꯅꯤꯃꯛꯀꯤ ꯃꯔꯨꯑꯣꯏꯕ ꯄꯥꯟꯗꯝꯗꯤ ꯕꯣꯜ ꯑꯗꯨ ꯑꯇꯣꯞꯄ ꯒꯣꯜ ꯑꯦꯔꯤꯌꯥꯗ ꯌꯧꯍꯟꯗꯨꯅ ꯒꯣꯜ ꯆꯟꯅꯕꯅꯤ꯫ ꯁꯣꯀ꯭ꯔꯗ, ꯃꯁꯤ ꯕꯣꯜ ꯑꯗꯨ ꯅꯦꯠ ꯑꯃꯗ ꯊꯥꯗꯨꯅ ꯅꯠꯇꯔꯒ ꯍꯦꯗ ꯇꯧꯗꯨꯅ ꯇꯧꯏ; ꯑꯗꯨꯒ ꯑꯃꯦꯔꯤꯀꯥꯒꯤ ꯐꯨꯠꯕꯣꯜꯗ ꯕꯣꯜ ꯑꯗꯨ ꯑꯁꯣꯛꯄ ꯃꯤꯑꯣꯏ ꯑꯗꯨꯒꯤ ꯒꯣꯜ ꯂꯥꯏꯟꯒꯤ ꯃꯊꯛꯇ ꯊꯥꯕ, ꯄꯨꯕ ꯅꯠꯇꯔꯒ ꯊꯥꯕ ꯌꯥꯏ꯫ ꯄ꯭ꯂꯦꯌꯔꯁꯤꯡ ꯑꯃꯁꯨꯡ ꯄꯣꯖꯤꯁꯟ: ꯁ꯭ꯇꯦꯟꯗꯔꯗ ꯁꯣꯀ꯭ꯔ ꯒꯦꯝ ꯑꯁꯤ ꯇꯤꯝ ꯑꯅꯤꯅ ꯁꯥꯟꯅꯩ, ꯃꯈꯣꯏ ꯈꯨꯗꯤꯡꯃꯛꯇ ꯄ꯭ꯂꯦꯌꯥꯔ ꯇꯔꯥ ꯃꯥꯊꯣꯏ (ꯒꯣꯂꯀꯤꯄ꯭ꯔ ꯌꯥꯎꯅ) ꯌꯥꯎꯏ, ꯑꯗꯨꯒ ꯑꯃꯦꯔꯤꯀꯥꯒꯤ ꯐꯨꯠꯕꯣꯜ ꯑꯁꯤ ꯃꯥꯏꯀꯩ ꯑꯃꯃꯝꯗ ꯄ꯭ꯂꯦꯌꯥꯔ ꯇꯔꯥ ꯃꯥꯊꯣꯏ ꯌꯥꯎꯕ ꯇꯤꯝ ꯑꯅꯤꯅ ꯁꯥꯟꯅꯩ, ꯑꯗꯨꯕꯨ ꯂꯤꯃꯤꯠ ꯂꯩꯇꯕ ꯁꯕ꯭ꯁ꯭ꯇꯤꯇ꯭ꯌꯨꯁꯟꯁꯤꯡꯒ ꯂꯣꯏꯅꯅ ꯁꯥꯟꯅꯩ꯫ ꯁꯣꯀ꯭ꯔꯗ ꯇꯣꯉꯥꯟ ꯇꯣꯉꯥꯟꯕ ꯄꯣꯖꯤꯁꯟꯁꯤꯡꯗꯤ- ꯐ꯭ꯣꯔꯋꯥꯔꯗ, ꯃꯤꯗꯐꯤꯜꯗꯔ, ꯗꯤꯐꯦꯟꯗꯔ ꯑꯃꯁꯨꯡ ꯒꯣꯜꯀꯤꯄꯔꯁꯤꯡꯅꯤ, ꯑꯗꯨꯒ ꯑꯃꯦꯔꯤꯀꯒꯤ ꯐꯨꯠꯕꯣꯜꯗ ꯄꯣꯖꯤꯁꯟ ꯑꯁꯤ ꯇꯤꯝ ꯑꯗꯨ ꯑꯣꯐꯦꯟꯁ ꯅꯠꯇꯔꯒ ꯗꯤꯐꯦꯟꯁꯇ ꯂꯩꯕꯔ ꯅꯠꯇꯔꯒ ꯂꯩꯇꯕꯔ ꯍꯥꯏꯕꯗꯨ ꯂꯦꯞꯊꯣꯛꯏ꯫ ꯑꯣꯐꯦꯟꯁꯤꯚ ꯄꯣꯖꯤꯁꯟꯁꯤꯡꯗ ꯀ꯭ꯋꯥꯇꯔꯕꯦꯛ, ꯔꯟꯕꯦꯛ, ꯔꯤꯁꯤꯚꯥꯔ ꯑꯃꯁꯨꯡ ꯑꯣꯐꯦꯟꯁꯤꯚ ꯂꯥꯏꯟꯃꯦꯟꯁꯤꯡ ꯌꯥꯎꯔꯤ, ꯑꯗꯨꯒ ꯗꯤꯐꯦꯟꯁꯀꯤ ꯄꯣꯖꯤꯁꯟꯁꯤꯡꯗ ꯗꯤꯐꯦꯟꯁ ꯂꯥꯏꯟꯃꯦꯟ, ꯂꯥꯏꯟꯕꯦꯀꯔ ꯑꯃꯁꯨꯡ ꯗꯤꯐꯦꯟꯁꯤꯚ ꯕꯦꯛꯁꯤꯡ ꯌꯥꯎꯔꯤ꯫ ꯄ꯭ꯂꯦꯌꯤꯡ ꯐꯤꯜꯗ ꯑꯃꯁꯨꯡ ꯃꯇꯝ: ꯃꯁꯥꯅ ꯑꯅꯤꯃꯛ ꯑꯆꯧꯕ ꯔꯦꯛꯇꯡꯒꯜ ꯐꯤꯜꯗ ꯑꯃꯗ ꯁꯥꯟꯅꯩ, ꯑꯗꯨꯕꯨ ꯁꯣꯀ꯭ꯔ ꯐꯤꯜꯒꯤ ꯗꯥꯏꯃꯦꯟꯁꯟ ꯑꯁꯤ ꯑꯃꯦꯔꯤꯀꯥꯒꯤ ꯐꯨꯠꯕꯣꯜ ꯐꯤꯜꯗꯗꯒꯤ ꯍꯦꯟꯅ ꯆꯥꯎꯏ꯫ ꯁ꯭ꯇꯦꯟꯗꯔꯗ ꯁꯣꯀ꯭ꯔ ꯐꯤꯜꯗ ꯑꯃꯒꯤ ꯂꯝꯕꯤ ꯑꯁꯤ ꯃꯤꯇꯔ ꯆꯥꯝꯃ- ꯆꯥꯝꯃ ꯇꯔꯥ ꯑꯃꯁꯨꯡ ꯄꯥꯛ ꯆꯥꯎꯕꯥ ꯃꯤꯇꯔ ꯍꯨꯝꯐꯨ ꯃꯥꯔꯤ-ꯍꯨꯝꯗꯔꯥ ꯃꯉꯥꯅꯤ, ꯑꯗꯨꯒꯥ ꯑꯃꯦꯔꯤꯀꯥꯒꯤ ꯐꯨꯠꯕꯣꯜ ꯑꯁꯤ ꯒꯖ ꯆꯥꯝꯃ ꯀꯨꯟ ꯁꯥꯡꯕꯥ ꯑꯃꯁꯨꯡ ꯒꯖ ꯌꯥꯡꯈꯩꯍꯨꯝꯗꯣꯏ ꯄꯣꯏꯟ ꯑꯍꯨꯝ ꯁꯥꯡꯕ ꯐꯤꯜꯗ ꯑꯃꯗ ꯁꯥꯟꯅꯩ꯫ ꯁꯣꯀ꯭ꯔ ꯒꯦꯝ ꯑꯃꯅ ꯃꯤꯅꯤꯠ ꯅꯤꯐꯨ ꯃꯉꯥ ꯁꯔꯨꯛ ꯑꯅꯤꯗ ꯈꯥꯏꯗꯣꯛꯏ ꯑꯗꯨꯒ ꯑꯃꯦꯔꯤꯀꯥꯒꯤ ꯐꯨꯠꯕꯣꯜꯒꯤ ꯒꯦꯝ ꯑꯃꯅ ꯃꯤꯅꯤꯠ ꯅꯤꯐꯨ ꯃꯉꯥꯒꯤ ꯀ꯭ꯋꯥꯔꯇꯔ ꯃꯔꯤꯗ ꯈꯥꯏꯗꯣꯛꯏ꯫ ꯈꯨꯠꯂꯥꯏꯁꯤꯡ: ꯁꯣꯀ꯭ꯔ ꯁꯥꯟꯅꯔꯣꯏꯁꯤꯡꯅ ꯁ꯭ꯔꯠ, ꯁ꯭ꯣꯔꯠꯁ ꯑꯃ,ꯁꯣꯛꯁ, ꯁꯤꯟ ꯒꯥꯔꯗ, ꯀ꯭ꯂꯤꯠ ꯑꯃꯁꯨꯡ ꯒꯣꯜꯀꯤꯄ꯭ꯔꯅ ꯑꯍꯦꯟꯕ ꯑꯣꯏꯅ ꯒ꯭ꯂꯣꯕꯁꯤꯡ ꯁꯤꯖꯤꯟꯅꯩ꯫ ꯁꯣꯀ꯭ꯔꯗ ꯁꯤꯖꯤꯟꯅꯔꯤꯕ ꯕꯣꯜ ꯑꯁꯤ ꯃꯑꯣꯡ ꯆꯨꯝꯅ ꯀꯨꯞꯁꯤꯜꯂꯕ, ꯂꯦꯗꯔ ꯅꯠꯇꯔꯒ ꯑꯇꯣꯞꯄ ꯆꯨꯅꯕ ꯃꯆꯥꯛꯁꯤꯡꯅ ꯁꯦꯝꯕꯅꯤ ꯑꯃꯁꯨꯡ ꯃꯁꯤꯒꯤ ꯁ꯭ꯔꯀꯝꯐꯦꯔꯦꯟꯁ ꯑꯁꯤ ꯍꯨꯝꯐꯨ ꯅꯤꯄꯥꯜ ꯑꯣꯏ꯫ ꯑꯃꯔꯣꯝꯗ ꯑꯃꯦꯔꯤꯀꯥꯒꯤ ꯐꯨꯠꯕꯣꯜ ꯁꯥꯟꯅꯔꯣꯏꯁꯤꯡꯅ ꯍꯦꯜꯃꯦꯠ, ꯁꯣꯜꯖ꯭ꯔ ꯄꯦꯗ, ꯊꯥꯏ ꯑꯃꯁꯨꯡ ꯅꯤ ꯄꯦꯗ, ꯑꯃꯁꯨꯡ ꯀ꯭ꯂꯤꯠ ꯁꯤꯖꯤꯟꯅꯩ꯫ ꯑꯃꯦꯔꯤꯀꯥꯒꯤ ꯐꯨꯠꯕꯣꯜꯗ ꯁꯤꯖꯤꯟꯅꯔꯤꯕ ꯕꯣꯜ ꯑꯁꯤ ꯑꯣꯚꯜ ꯃꯑꯣꯡꯒꯤ, ꯂꯦꯗ꯭ꯔ ꯅꯠꯇꯔꯒ ꯔ꯭ꯕꯕ꯭ꯔꯗꯒꯤ ꯁꯦꯝꯕ ꯑꯃꯁꯨꯡ ꯃꯊꯛ ꯊꯪꯕꯥ ꯁꯔꯨꯛꯇ ꯄꯣꯏꯟꯠ ꯑꯣꯏ꯫ ꯅꯤꯌꯝꯁꯤꯡ: ꯁꯣꯀ꯭ꯔ ꯑꯃꯁꯨꯡ ꯑꯃꯦꯔꯤꯀꯥꯒꯤ ꯐꯨꯠꯕꯣꯜꯒꯤ ꯅꯤꯌꯝꯁꯤꯡ ꯑꯁꯤ ꯌꯥꯝꯅ ꯇꯣꯉꯥꯜꯂꯤ꯫ ꯁꯣꯀ꯭ꯔꯗ, ꯐꯟꯗꯥꯃꯦꯟꯇꯦꯜ ꯔꯨꯜ ꯑꯁꯤꯗꯤ ꯒꯣꯜꯀꯤꯄꯔ ꯅꯠꯇꯕ ꯄ꯭ꯂꯦꯌꯔꯁꯤꯡꯅ ꯕꯣꯜ ꯑꯗꯨ ꯁꯥꯟꯅꯔꯤꯉꯩꯗ ꯃꯈꯣꯏꯒꯤ ꯈꯨꯠ ꯅꯠꯇꯔꯒ ꯈꯨꯠꯁꯥꯅ ꯁꯣꯛꯄ ꯌꯥꯔꯣꯏ꯫ ꯑꯃꯦꯔꯤꯀꯥꯒꯤ ꯐꯨꯠꯕꯣꯜꯗ ꯕꯣꯜ ꯑꯗꯨ ꯄ꯭ꯂꯦꯌ꯭ꯔꯁꯤꯡꯒꯤ ꯃꯔꯛꯇ ꯄꯥꯁ ꯇꯧꯕ, ꯊꯥꯗꯣꯛꯄ ꯅꯠꯇꯔꯒ ꯄꯤꯕꯥ ꯌꯥꯏ꯫ ꯃꯁꯤꯗꯁꯨ ꯅꯠꯇꯅ, ꯐꯤꯖꯤꯀꯦꯜ ꯀꯟꯇꯦꯛ ꯑꯁꯤ ꯍꯦꯟꯅ ꯀꯃꯟ ꯑꯣꯏ ꯑꯃꯁꯨꯡ ꯃꯁꯤꯗ ꯌꯥꯕ ꯌꯥꯏ꯫ ꯃꯈꯥꯗ ꯄꯤꯔꯤꯕ ꯋꯥꯍꯩ ꯑꯁꯤꯒꯤ ꯁꯦꯟꯇꯤꯃꯦꯟꯠ ꯑꯦꯅꯥꯂꯥꯏꯁꯤꯁ ꯑꯃ ꯄ꯭ꯔꯐ꯭ꯣꯔꯝ ꯇꯧꯕ꯫ ꯑꯩꯅ ꯄꯤꯅꯠ ꯕꯠꯇ꯭ꯔ ꯑꯃꯁꯨꯡ ꯖꯦꯂꯤ ꯁꯦꯟꯗꯂꯋꯨꯗ ꯑꯁꯤ ꯌꯥꯝꯅ ꯄꯥꯝꯃꯤ꯫ "ꯑꯩꯅꯥ ꯄꯤꯅꯠ ꯕꯠꯇ꯭ꯔ ꯑꯃꯁꯨꯡ ꯖꯦꯂꯤ ꯁꯦꯟꯋꯤꯆ ꯌꯥꯝꯅ ꯄꯥꯝꯃꯤ" ꯍꯥꯏꯕ ꯋꯥꯍꯩ ꯑꯁꯤꯒꯤ ꯁꯦꯟꯇꯤꯃꯦꯟꯠ ꯑꯁꯤ ꯄꯣꯖꯤꯇꯤꯕ ꯑꯣꯏ꯫ "ꯅꯨꯡꯁꯤꯕꯥ" ꯍꯥꯏꯕ ꯋꯥꯍꯩ ꯑꯁꯤ ꯁꯤꯖꯤꯟꯅꯕꯅ ꯋꯥꯍꯩ ꯑꯁꯤꯒꯤ ꯍꯤꯔꯝ ꯑꯁꯤꯒꯤ ꯃꯇꯥꯡꯗ ꯑꯀꯟꯕ ꯄꯣꯖꯤꯇꯤꯕ ꯑꯣꯏꯕ ꯏꯃꯣꯁꯟ ꯑꯃ ꯇꯥꯛꯏ, ꯃꯗꯨꯗꯤ ꯄꯤꯅꯥꯠ ꯕꯠꯇꯔ ꯑꯃꯁꯨꯡ ꯖꯦꯂꯤ ꯁꯦꯟꯋꯤꯆ꯫